ꯁꯁꯇꯦꯅꯦꯕꯜ ꯑꯦꯒ꯭ꯔꯤꯀꯜꯆꯔꯦꯜ ꯄ꯭ꯔꯦꯛꯇꯤꯁ ꯑꯃꯒꯤ ꯈꯨꯗꯝ ꯑꯃꯥ ꯄꯤꯌꯨ꯫ ꯁꯁꯇꯦꯅꯦꯕꯜ ꯑꯦꯒ꯭ꯔꯤꯀꯜꯆꯔꯦꯜ ꯄ꯭ꯔꯦꯛꯇꯤꯁ ꯑꯃꯗꯤ ꯀ꯭ꯔꯣꯞ ꯔꯣꯇꯦꯁꯟꯅꯤ꯫ ꯃꯁꯤ ꯂꯧꯃꯤꯁꯤꯡꯅꯥ ꯑꯀꯛꯅꯕ ꯂꯝ ꯑꯃꯗ ꯇꯣꯉꯥꯟ-ꯇꯣꯉꯥꯟꯕ ꯔꯤꯇꯨ ꯅꯠꯇ꯭ꯔꯒ ꯆꯍꯤꯁꯤꯡꯗ, ꯁꯥꯏꯀ꯭ꯂꯤꯀꯦꯜ ꯃꯊꯪ ꯃꯊꯪ ꯑꯃꯗ ꯃꯍꯩ-ꯃꯔꯣꯡꯁꯤꯡ ꯑꯣꯜꯇꯔ ꯇꯧꯕ ꯃꯇꯝꯅꯤ꯫ ꯃꯁꯤꯒꯤ ꯊꯧꯑꯣꯡ ꯑꯁꯤꯅ ꯂꯩꯍꯥꯎꯒꯤ ꯃꯍꯩ-ꯃꯔꯣꯡ ꯃꯆꯤ ꯑꯣꯏꯕ ꯆꯤꯟꯖꯥꯛꯀꯤ ꯆꯥꯡ ꯐꯒꯠꯍꯟꯕꯗ ꯑꯃꯁꯨꯡ ꯀꯦꯃꯤꯀꯦꯜ ꯐꯔꯇꯤꯂꯥꯏꯖꯔꯁꯤꯡꯗ ꯊꯥꯖꯕ ꯍꯟꯊꯍꯟꯕꯗ ꯃꯇꯦꯡ ꯄꯥꯡꯏ ꯃꯁꯤꯒ ꯂꯣꯢꯅꯅꯥ ꯏꯔꯣꯏꯁꯤꯟ ꯊꯤꯡꯏ ꯑꯃꯁꯨꯡ ꯃꯍꯤꯛ ꯑꯃꯁꯨꯡ ꯂꯥꯢꯅꯥꯁꯤꯡꯒꯤ ꯁꯥꯐꯨ ꯍꯟꯊꯍꯜꯂꯤ꯫ ꯈꯨꯗꯝ ꯑꯣꯏꯅ ꯃꯅꯥ-ꯃꯁꯤꯡ ꯅꯠꯇ꯭ꯔꯒ ꯁꯡꯒꯣꯝꯒꯨꯝꯕꯥ ꯂꯤꯒꯨꯝꯁꯤꯡ ꯑꯃꯁꯨꯡ ꯆꯦꯡ ꯅꯠꯇ꯭ꯔꯒ ꯎꯍꯩ-ꯋꯥꯍꯩꯒꯨꯝꯕ ꯅꯟ-ꯂꯦꯒꯨꯝ ꯃꯍꯩ-ꯃꯔꯣꯡꯁꯤꯡꯒ ꯂꯣꯢꯅꯅꯥ ꯍꯣꯡꯗꯣꯛ-ꯍꯣꯡꯖꯤꯟ ꯇꯧꯕꯅ ꯂꯩꯃꯥꯢꯗ ꯅꯥꯏꯇ꯭ꯔꯣꯖꯦꯟꯒꯤ ꯆꯥꯡ ꯍꯦꯟꯒꯠꯍꯟꯕ ꯉꯝꯃꯤ ꯃꯔꯝꯗꯤ ꯂꯤꯒꯨꯝꯁꯤꯡꯅ ꯃꯈꯣꯢꯒꯤ ꯃꯔꯨꯝꯗ ꯂꯩꯕꯥ ꯕꯦꯛꯇꯦꯔꯤꯌꯥꯒ ꯂꯣꯢꯅꯅꯥ ꯁꯤꯝꯕꯣꯏꯇꯤꯛ ꯑꯣꯏꯕ ꯃꯔꯤ ꯑꯃꯒꯤ ꯈꯨꯠꯊꯥꯡꯗ ꯅꯨꯡꯁꯤꯠꯇꯒꯤ ꯅꯥꯏꯇ꯭ꯔꯣꯖꯦꯟ ꯐꯤꯛꯁ ꯇꯧꯕꯥ ꯉꯝꯃꯤ꯫ ꯀ꯭ꯔꯣꯞ ꯔꯣꯇꯦꯁꯟ ꯄ꯭ꯔꯦꯛꯇꯤꯁ ꯇꯧꯗꯨꯅ ꯂꯧꯃꯤꯁꯤꯡꯅ ꯁꯤꯟꯊꯦꯇꯤꯛ ꯏꯟꯄꯨꯠꯁꯤꯡꯒꯤ ꯃꯊꯧ ꯇꯥꯕ ꯍꯟꯊꯍꯟꯕ ꯑꯃꯁꯨꯡ ꯃꯇꯝ ꯁꯥꯡꯅ ꯂꯩꯃꯥꯏꯒꯤ ꯍꯛꯁꯦꯜ ꯌꯣꯛꯈꯠꯄ ꯉꯝꯕ ꯕꯦꯂꯦꯟꯁ ꯏꯀꯣꯁꯤꯁꯇꯦꯝ ꯑꯃ ꯁꯦꯝꯕ ꯉꯝꯒꯅꯤ꯫ ꯋꯥꯔꯜꯗ ꯍꯦꯜꯊ ꯑꯣꯔꯒꯅꯥꯏꯖꯦꯁꯟꯒꯤ ꯊꯧꯗꯥꯡꯒꯤ ꯃꯇꯥꯡꯗ ꯑꯄꯤꯛꯄ ꯋꯥꯐꯝ ꯑꯃ ꯏꯕꯤꯌꯨ꯫ ꯋꯥꯔꯜꯗ ꯍꯦꯜꯊ ꯑꯣꯔꯒꯅꯥꯏꯖꯦꯁꯟ ꯑꯁꯤ ꯃꯥꯂꯦꯝꯒꯤ ꯍꯛꯁꯦꯜ ꯑꯃꯁꯨꯡ ꯅꯨꯡꯉꯥꯏ-ꯌꯥꯏꯐꯕ ꯌꯣꯛꯈꯠꯅꯕ ꯀꯠꯊꯣꯛꯂꯕ ꯌꯨꯅꯥꯏꯇꯦꯗ ꯅꯦꯁꯟꯁꯀꯤ ꯑꯈꯟꯅꯕ ꯑꯦꯖꯦꯟꯁꯤ ꯑꯃꯅꯤ꯫ ꯂꯤꯁꯤꯡ ꯑꯃꯒ ꯆꯥꯃꯥꯄꯜ ꯅꯤꯐꯨ ꯃꯉꯥꯗꯥ ꯂꯤꯡꯈꯠꯈꯤꯕꯥ ꯑꯣꯔꯒꯅꯥꯏꯖꯦꯁꯟ ꯑꯁꯤꯅꯥ ꯂꯧꯅꯒꯟꯕ ꯂꯥꯢꯅꯥꯁꯤꯡ ꯑꯃꯁꯨꯡ ꯂꯥꯏꯆꯠꯁꯤꯡ ꯉꯥꯛꯊꯣꯛꯄꯥ ꯈꯡꯗꯣꯛꯄ ꯑꯃꯁꯨꯡ ꯔꯦꯁꯄꯣꯟꯁ ꯌꯥꯎꯅ ꯏꯟꯇꯔꯅꯦꯁꯅꯦꯜ ꯍꯦꯜꯊ ꯔꯦꯁꯄꯣꯟꯁꯁꯤꯡ ꯂꯨꯆꯤꯡꯕ ꯑꯃꯁꯨꯡ ꯀꯣꯑꯣꯔꯗꯤꯅꯦꯠ ꯇꯧꯕꯗ ꯃꯔꯨꯑꯣꯏꯕ ꯊꯧꯗꯥꯡ ꯂꯧꯔꯤ꯫ ꯋꯥꯔꯜꯗ ꯍꯦꯜꯊ ꯑꯣꯔꯒꯅꯥꯏꯖꯦꯁꯟ ꯅꯥ ꯂꯩꯕꯥꯛꯁꯤꯡꯒ ꯂꯣꯢꯅꯅꯥ ꯍꯛꯁꯦꯜꯒꯤ ꯊꯧꯁꯤꯜꯁꯤꯡ ꯁꯦꯝꯒꯠꯅꯕ ꯑꯃꯁꯨꯡ ꯊꯕꯛ ꯑꯣꯏꯅ ꯄꯥꯡꯊꯣꯛꯅꯕ, ꯇꯦꯛꯅꯤꯀꯦꯜ ꯑꯃꯁꯨꯡ ꯂꯝꯖꯤꯡ-ꯂꯝꯇꯥꯛ ꯄꯤꯅꯕꯥ ꯑꯃꯁꯨꯡ ꯃꯥꯂꯦꯝꯒꯤ ꯍꯛꯁꯦꯜꯒꯤ ꯏꯃꯔꯖꯦꯟꯁꯤꯁꯤꯡ ꯌꯦꯡꯁꯤꯟꯅꯕꯥ ꯑꯃꯁꯨꯡ ꯄꯥꯎꯈꯨꯝ ꯄꯤꯅꯕꯥ ꯊꯕꯛ ꯇꯧꯔꯤ꯫ ꯃꯁꯤꯒꯤ ꯃꯇꯥꯡꯗꯥ ꯋꯥꯔꯜꯗ ꯍꯦꯜꯊ ꯑꯣꯔꯒꯅꯥꯏꯖꯦꯁꯟ ꯅꯥ ꯇꯉꯥꯏ ꯐꯗꯕꯥ ꯍꯤꯗꯥꯛ-ꯂꯥꯡꯊꯛꯁꯤꯡ ꯑꯃꯁꯨꯡ ꯇꯤꯀꯥꯁꯤꯡ ꯐꯪꯍꯟꯕ, ꯍꯦꯜꯊꯀꯦꯌꯔ ꯁꯤꯁ꯭ꯇꯦꯝꯁꯤꯡ ꯐꯒꯠꯍꯟꯕ ꯑꯃꯁꯨꯡ ꯂꯧꯅꯒꯟꯕ ꯂꯥꯢꯅꯁꯤꯡ ꯑꯃꯁꯨꯡ ꯑꯀꯣꯢꯕꯒꯤ ꯍꯛꯁꯦꯜꯒꯨꯝꯕ ꯍꯛꯁꯦꯜꯒꯤ ꯋꯥꯐꯝꯁꯤꯡ ꯊꯦꯡꯅꯕꯗ ꯁꯔꯨꯛ ꯌꯥꯔꯤ꯫ ꯃꯁꯤꯒꯤ ꯊꯕꯛ ꯑꯁꯤꯒꯤ ꯈꯨꯠꯊꯥꯡꯗꯥ ꯋꯥꯔꯜꯗ ꯍꯦꯜꯊ ꯑꯣꯔꯒꯅꯥꯏꯖꯦꯁꯟ ꯅꯥ ꯃꯤꯄꯨꯝ ꯈꯨꯗꯤꯡꯃꯛ ꯃꯐꯝ ꯈꯨꯗꯤꯡꯃꯛꯇ ꯈ꯭ꯋꯥꯏꯗꯒꯤ ꯋꯥꯡꯕ ꯍꯛꯁꯦꯜꯒꯤ ꯊꯥꯛ ꯐꯪꯕꯥ ꯉꯝꯅꯕ ꯄꯥꯟꯗꯝ ꯊꯝꯂꯤ꯫ ꯍꯤꯄꯣꯛ ꯁꯤꯒꯅꯦꯂꯤꯡ ꯄꯥꯊꯀꯤ ꯄꯨꯋꯥꯔꯤ ꯑꯣꯏꯔꯕ ꯃꯑꯣꯡ-ꯃꯇꯧ ꯑꯗꯨ ꯐꯣꯡꯗꯣꯛꯄꯤꯌꯨ꯫ ꯍꯤꯄꯣꯛ ꯁꯤꯒꯅꯦꯂꯤꯡ ꯄꯥꯊ ꯑꯁꯤ ꯍꯟꯗꯛꯇꯥ ꯊꯤꯖꯤꯟꯈꯤꯕꯗ ꯃꯣꯂꯤꯀ꯭ꯌꯨꯂꯔ ꯄꯥꯊ ꯑꯃꯅꯤ ꯑꯃꯁꯨꯡ ꯃꯁꯤꯅꯥ ꯑꯣꯔꯒꯥꯟꯒꯤ ꯁꯥꯏꯖ ꯑꯃꯁꯨꯡ ꯇꯤꯁ꯭ꯌꯨ ꯆꯥꯎꯈꯠꯂꯛꯄꯒꯤ ꯔꯤꯒꯨꯂꯦꯁꯟ ꯇꯧꯕꯇ ꯅꯠꯇꯅ ꯇꯤꯎꯃꯔꯁꯤꯡ ꯊꯤꯡꯕꯗ ꯌꯥꯎꯏ꯫ ꯃꯁꯤ ꯑꯍꯥꯟꯕ ꯑꯣꯏꯅ ꯐ꯭ꯔꯨꯠ ꯐ꯭ꯂꯥꯏꯁꯤꯡ ꯗ꯭ꯔꯣꯁꯣꯐꯤꯂꯥ ꯃꯦꯂꯥꯅꯣꯒꯥꯁ꯭ꯇꯔꯗꯥ ꯂꯤꯁꯤꯡ ꯑꯃꯒ ꯆꯥꯃꯥꯄꯜ ꯃꯔꯤꯐꯨꯇꯔꯥꯒꯤ ꯃꯌꯥꯏ ꯆꯜꯂꯛꯄꯗ ꯈꯡꯗꯣꯛꯈꯤ ꯃꯗꯨꯗꯥ ꯊꯤꯖꯜꯂꯤꯕꯁꯤꯡꯅ ꯑꯀꯛꯅꯕ ꯖꯤꯟꯁꯤꯡꯒꯤ ꯃ꯭ꯌꯨꯇꯦꯁꯟꯅ ꯃꯔꯝ ꯑꯣꯏꯗꯨꯅ ꯑꯣꯔꯒꯥꯟ ꯑꯃꯁꯨꯡ ꯇꯤꯁ꯭ꯌꯨꯁꯤꯡ ꯌꯥꯝꯅ ꯍꯦꯟꯒꯠꯂꯛꯄꯅ ꯃꯔꯝ ꯑꯣꯏꯗꯨꯅ ꯍꯤꯄꯣꯄꯣꯇꯥꯃꯁꯀꯥ ꯃꯥꯟꯅꯕꯥ ꯐꯦꯅꯣꯇꯥꯏꯞ ꯑꯃꯥ ꯁꯦꯝꯈꯤ ꯍꯥꯢꯕ ꯈꯪꯈꯤ꯫ ꯃꯇꯨꯡ ꯇꯥꯔꯛꯄ ꯊꯤꯖꯤꯟꯕ ꯑꯃꯅ ꯍꯤꯄꯣꯛ ꯁꯤꯒꯅꯦꯂꯤꯡ ꯄꯥꯊ ꯑꯁꯤ ꯁ꯭ꯄꯦꯁꯤꯁ ꯄꯨꯝꯅꯃꯛꯇ ꯀꯟꯖꯔꯕꯦꯁꯟ ꯇꯧꯏ ꯑꯃꯁꯨꯡ ꯃꯃꯥꯢꯁꯤꯡꯗ ꯑꯣꯔꯒꯥꯟ ꯁꯥꯏꯖ ꯑꯃꯁꯨꯡ ꯇꯤꯁ꯭ꯌꯨ ꯆꯥꯎꯈꯠꯄꯗ ꯀꯟꯇ꯭ꯔꯣꯜ ꯇꯧꯕꯗ ꯃꯔꯨꯑꯣꯏꯕ ꯊꯧꯗꯥꯡ ꯂꯧꯔꯤ ꯍꯥꯢꯕ ꯐꯣꯡꯗꯣꯛꯈꯤ꯫ ꯃꯈꯥ ꯇꯥꯕ ꯊꯤꯖꯤꯟꯕꯒꯤ ꯊꯕꯛꯁꯤꯡꯅ ꯄꯥꯊ ꯑꯁꯤꯅ ꯁꯦꯜ ꯍꯦꯟꯒꯠꯂꯛꯄ ꯑꯦꯄꯣꯄꯇꯣꯁꯤꯁ ꯄ꯭ꯔꯣꯒ꯭ꯔꯥꯝ ꯇꯧꯔꯕꯥ ꯁꯦꯜ ꯁꯤꯕꯥ ꯑꯃꯁꯨꯡ ꯁ꯭ꯇꯦꯝ ꯁꯦꯜ ꯁꯦꯜꯐ-ꯔꯤꯅ꯭ꯌꯨꯑꯦꯜꯒꯤ ꯔꯤꯒꯨꯂꯦꯁꯟꯗꯁꯨ ꯌꯥꯎꯏ ꯍꯥꯢꯕ ꯎꯠꯈꯤ꯫ ꯂꯤꯁꯤꯡ ꯑꯅꯤꯒꯤ ꯃꯌꯥꯏ ꯆꯜꯂꯛꯄꯗ ꯍꯤꯄꯣꯛ ꯁꯤꯒꯅꯦꯂꯤꯡ ꯄꯥꯊ ꯑꯁꯤꯁꯨ ꯇꯤꯎꯃꯔꯁꯤꯡ ꯊꯤꯡꯕꯗ ꯌꯥꯎꯏ ꯍꯥꯢꯕ ꯈꯪꯈꯤ꯫ ꯄꯥꯊ ꯑꯁꯤꯒ ꯃꯔꯤ ꯂꯩꯅꯕ ꯖꯤꯟꯁꯤꯡꯗ ꯃ꯭ꯌꯨꯇꯦꯁꯟ ꯇꯧꯕꯅ ꯀꯦꯟꯁꯔ ꯂꯥꯛꯄꯒꯤ ꯆꯥꯡ ꯍꯦꯟꯒꯠꯍꯟꯕ ꯉꯝꯃꯤ ꯍꯥꯢꯕ ꯈꯪꯂꯦ꯫ ꯃꯁꯤ ꯊꯤꯗꯣꯛꯈꯤꯕꯗꯒꯤ ꯍꯧꯅ ꯍꯤꯄꯣꯛ ꯁꯤꯒꯅꯦꯂꯤꯡ ꯄꯥꯊꯀꯤ ꯃꯇꯥꯡꯗ ꯊꯤꯖꯤꯟꯕꯗ ꯑꯁꯤ ꯌꯥꯝꯅ ꯊꯨꯅ ꯍꯦꯟꯒꯠꯂꯛꯂꯤ ꯑꯃꯁꯨꯡ ꯍꯧꯖꯤꯛꯇꯤ ꯃꯁꯤ ꯑꯅꯧꯕ ꯀꯦꯟꯁꯔ ꯊꯦꯔꯥꯄꯤꯁꯤꯡ ꯁꯦꯝꯒꯠꯄꯒꯤ ꯊꯥꯖꯅꯤꯡꯉꯥꯏ ꯑꯣꯏꯕ ꯄꯥꯟꯗꯝ ꯑꯃ ꯑꯣꯏꯅ ꯂꯧꯅꯔꯤ꯫ ꯂꯝꯕꯤ ꯑꯁꯤ ꯍꯧꯖꯤꯛ ꯐꯥꯎꯕ ꯃꯄꯨꯡ ꯐꯥꯅ ꯈꯡꯕꯥ ꯉꯝꯗ꯭ꯔꯤ ꯑꯃꯁꯨꯡ ꯃꯁꯤꯒꯤ ꯀꯝꯄ꯭ꯂꯦꯛꯁꯁꯤꯡ ꯑꯃꯁꯨꯡ ꯑꯣꯏꯊꯣꯛꯄ ꯌꯥꯕ ꯑꯦꯄ꯭ꯂꯤꯀꯦꯁꯟꯁꯤꯡ ꯑꯁꯤ ꯈꯡꯗꯣꯛꯄꯒꯤ ꯊꯤꯖꯤꯟꯅꯕ ꯆꯠꯊꯔꯤ꯫